ꯀꯣꯔꯣꯅꯥꯔꯤ ꯑꯥꯔꯇꯦꯔꯤ ꯗꯤꯖꯤꯁ ꯂꯥꯛꯄꯒꯤ ꯈ꯭ꯋꯥꯏꯗꯒꯤ ꯆꯥꯎꯕ ꯔꯤꯛꯁ ꯐꯦꯛꯇꯔꯗꯤ ꯂꯣ-ꯗꯦꯟꯁꯤꯇꯤ ꯂꯥꯏꯄꯣꯄ꯭ꯔꯣꯇꯤꯟ ꯀꯣꯂꯦꯁꯇꯦꯔꯣꯜꯒꯤ ꯆꯥꯡ ꯋꯥꯡꯅ ꯂꯩꯕꯅꯤ꯫ ꯀꯣꯂꯦꯁꯇꯦꯔꯣꯜ ꯑꯁꯤ ꯃꯍꯧꯁꯅꯥ "ꯐꯠꯇꯕꯥ" ꯀꯣꯂꯦꯁꯇꯦꯔꯣꯜ ꯍꯥꯏꯅ ꯈꯪꯅꯩ ꯃꯔꯝꯗꯤ ꯃꯁꯤꯅ ꯅꯍꯥꯛꯀꯤ ꯑꯥꯔꯇꯦꯔꯤꯁꯤꯡꯗꯥ ꯄ꯭ꯂꯦꯛ ꯁꯦꯝꯒꯠꯄꯗ ꯃꯇꯦꯡ ꯄꯥꯡꯏ, ꯃꯗꯨꯅ ꯔꯤꯛꯁ ꯍꯦꯟꯒꯠꯍꯜꯂꯤ꯫ ꯂꯣ-ꯗꯦꯟꯁꯤꯇꯤ ꯂꯥꯢꯄꯣꯄ꯭ꯔꯣꯇꯤꯟꯒꯤ ꯀꯣꯂꯦꯁꯇꯦꯔꯣꯜꯒꯤ ꯆꯥꯡ ꯋꯥꯡꯕꯇ ꯅꯠꯇꯅ, ꯀꯣꯔꯣꯅꯔꯤ ꯑꯔꯇꯔꯤ ꯗꯤꯖꯤꯁ ꯍꯛꯁꯦꯜ ꯐꯕ ꯆꯤꯟꯖꯥꯛ ꯆꯥꯕꯒꯤ ꯀꯥꯟꯅꯕꯁꯤꯡ ꯈꯔꯥ ꯄꯤꯕꯤꯌꯨ꯫ ꯍꯥꯔꯠꯀꯤ ꯍꯛꯁꯦꯜ ꯐꯒꯠꯍꯟꯕ: ꯃꯅꯥ-ꯃꯁꯤꯡ, ꯎꯍꯩ-ꯋꯥꯍꯩ, ꯍꯣꯜ ꯒ꯭ꯔꯦꯟ ꯑꯃꯁꯨꯡ ꯂꯦꯡ-ꯑꯣꯠꯄꯒꯤ ꯄ꯭ꯔꯣꯇꯤꯟꯁꯤꯡ ꯌꯥꯎꯕ ꯗꯥꯏꯠ ꯑꯃꯅ ꯍꯥꯔꯠꯀꯤ ꯂꯥꯏꯅ, ꯍꯥꯏ ꯕ꯭ꯂꯗ ꯄ꯭ꯔꯦꯁꯔ ꯑꯃꯁꯨꯡ ꯁꯇ꯭ꯔꯣꯛꯀꯤ ꯔꯤꯛꯁ ꯍꯟꯊꯍꯟꯅꯕꯗ ꯃꯇꯦꯡ ꯄꯥꯡꯏ꯫ ꯑꯦꯅꯔꯖꯤꯒꯤ ꯆꯥꯡ ꯍꯦꯟꯒꯠꯂꯛꯄ: ꯌꯥꯝꯅ ꯕꯦꯂꯦꯟꯁ ꯑꯃꯁꯨꯡ ꯃꯆꯤ ꯑꯣꯏꯕ ꯆꯤꯟꯖꯥꯛꯅ ꯅꯍꯥꯛꯀꯤ ꯍꯛꯆꯥꯡꯗ ꯐꯤꯖꯤꯀꯦꯜ ꯑꯦꯛꯇꯤꯚꯤꯇꯤ ꯑꯃꯁꯨꯡ ꯅꯨꯃꯤꯠ ꯈꯨꯗꯤꯡꯒꯤ ꯇꯧꯅꯕꯒꯤꯗꯃꯛ ꯃꯊꯧ ꯇꯥꯕꯥ ꯐ꯭ꯌꯨꯑꯦꯜ ꯑꯗꯨ ꯄꯤ꯫ ꯋꯥꯈꯜ ꯑꯃꯁꯨꯡ ꯋꯥꯈꯜꯒꯤ ꯍꯛꯁꯦꯜ ꯐꯒꯠꯂꯛꯄ: ꯍꯛꯆꯥꯡ ꯐꯕꯥ ꯗꯥꯏꯠ ꯑꯃ ꯆꯥꯕꯅ ꯋꯥꯈꯜꯒꯤ ꯍꯛꯁꯦꯜ, ꯋꯥꯈꯜ ꯑꯃꯁꯨꯡ ꯋꯥꯈꯜꯒꯤ ꯊꯕꯛ ꯊꯧꯔꯝꯁꯤꯡ ꯐꯒꯠꯍꯟꯕꯒꯤ ꯃꯔꯤ ꯂꯩꯅꯩ ꯍꯥꯏꯅ ꯂꯧꯅꯩ꯫ ꯑꯔꯨꯝꯕ ꯌꯦꯡꯁꯤꯟꯅꯕꯥ: ꯍꯛꯁꯦꯜ ꯐꯕꯥ, ꯆꯥꯡ ꯃꯥꯟꯅꯕ ꯗꯥꯏꯠ ꯑꯃ ꯆꯥꯕꯅ ꯅꯍꯥꯛꯅ ꯍꯛꯆꯥꯡ ꯐꯕ ꯑꯔꯨꯝꯕ ꯑꯃ ꯊꯝꯕ ꯉꯝꯃꯤ ꯑꯃꯁꯨꯡ ꯑꯣꯕꯦꯁꯤꯇꯤ ꯑꯃꯁꯨꯡ ꯃꯔꯤ ꯂꯩꯅꯕ ꯀꯟꯗꯤꯁꯟꯁꯤꯡꯒꯤ ꯔꯤꯛꯁ ꯍꯟꯊꯍꯟꯕ ꯉꯝꯃꯤ꯫ ꯍꯦꯟꯅ ꯐꯕꯥ ꯗꯥꯏꯖꯦꯁꯟ: ꯐꯥꯏꯕꯔ ꯌꯥꯝꯅ ꯌꯥꯎꯕ ꯗꯥꯏꯠ ꯑꯃꯅ ꯀꯟꯁꯇꯤꯞꯁꯟ ꯊꯤꯡꯕꯗ ꯃꯇꯦꯡ ꯄꯥꯡꯏ ꯑꯃꯁꯨꯡ ꯆꯥꯡ ꯅꯥꯏꯅ ꯕꯣꯋꯦꯜ ꯃꯨꯞꯃꯦꯟ ꯄ꯭ꯔꯣꯃꯣꯠ ꯇꯧꯕ ꯉꯝꯃꯤ꯫ ꯃꯄꯥꯡꯒꯜ ꯀꯟꯕ ꯏꯝꯃ꯭ꯌꯨꯟ ꯁꯤꯁꯇꯦꯝ: ꯚꯤꯇꯥꯃꯤꯟ ꯑꯃꯁꯨꯡ ꯃꯤꯅꯔꯦꯜꯁꯤꯡ ꯌꯥꯝꯅ ꯌꯥꯎꯕ ꯗꯥꯏꯠ ꯑꯃ ꯆꯥꯕꯅ ꯏꯝꯃ꯭ꯌꯨꯟ ꯐꯪꯁꯟ ꯐꯒꯠꯍꯟꯕ ꯉꯝꯃꯤ ꯑꯃꯁꯨꯡ ꯍꯛꯆꯥꯡꯅ ꯑꯅꯥꯕ ꯑꯃꯁꯨꯡ ꯂꯥꯏꯅ ꯂꯥꯛꯁꯤꯟꯅꯕꯗ ꯃꯇꯦꯡ ꯄꯥꯡꯏ꯫ ꯀ꯭ꯔꯣꯅꯤꯛ ꯂꯥꯢꯅꯁꯤꯡꯒꯤ ꯔꯤꯛꯁ ꯍꯟꯊꯥꯍꯟꯅꯕ: ꯍꯛꯆꯥꯡ ꯐꯕꯥ ꯗꯥꯏꯠ ꯑꯃꯅ ꯗꯥꯏꯑꯦꯕꯦꯇꯤꯖ, ꯍꯥꯔꯠꯀꯤ ꯂꯥꯢꯅ, ꯑꯃꯁꯨꯡ ꯑꯀꯛꯅꯕ ꯋꯥꯈꯜꯒꯤ ꯀꯦꯟꯁꯔꯒꯨꯝꯕꯥ ꯀ꯭ꯔꯣꯅꯤꯛ ꯂꯥꯢꯅꯥꯁꯤꯡꯒꯤ ꯔꯤꯛꯁ ꯍꯟꯊꯥꯍꯟꯕ ꯉꯝꯃꯤ꯫ ꯁꯔꯨꯒꯤ ꯍꯛꯁꯦꯜ ꯐꯒꯠꯍꯟꯅꯕꯥ: ꯀꯦꯜꯁꯤꯌꯝ ꯑꯃꯁꯨꯡ ꯚꯤꯇꯥꯃꯤꯟ ꯌꯥꯝꯅ ꯌꯥꯎꯕ ꯆꯤꯟꯖꯥꯛꯁꯤꯡ ꯆꯥꯕꯅ ꯃꯄꯥꯡꯒꯜ ꯀꯟꯕꯥ ꯁꯔꯨ ꯁꯦꯝꯒꯠꯄꯗ ꯑꯃꯁꯨꯡ ꯊꯝꯕꯗꯥ ꯃꯇꯦꯡ ꯄꯥꯡꯏ꯫ ꯀ꯭ꯂꯤꯌꯥꯔ ꯁ꯭ꯀꯤꯟ: ꯃꯅꯥ-ꯃꯁꯤꯡ, ꯎꯍꯩ-ꯋꯥꯍꯩ ꯑꯃꯁꯨꯡ ꯍꯛꯁꯦꯜ ꯐꯕꯥ ꯐꯦꯠꯁꯤꯡ ꯌꯥꯝꯅ ꯌꯥꯎꯕ ꯗꯥꯏꯠ ꯑꯃꯅ ꯈꯣꯡꯒꯤ ꯍꯛꯁꯦꯜ ꯐꯒꯠꯍꯟꯅꯕ ꯉꯝꯃꯤ ꯑꯃꯁꯨꯡ ꯑꯦꯛꯅꯤ ꯑꯃꯁꯨꯡ ꯑꯇꯩ ꯈꯣꯡꯒꯤ ꯀꯟꯗꯤꯁꯟꯁꯤꯡꯒꯤ ꯔꯤꯛꯁ ꯍꯟꯊꯥꯍꯟꯕ ꯉꯝꯃꯤ꯫ ꯍꯦꯟꯅ ꯁꯥꯡꯕ ꯄꯨꯟꯁꯤ ꯃꯍꯤꯡ: ꯍꯛꯁꯦꯜ ꯐꯕꯥ, ꯆꯥꯡ ꯃꯥꯟꯅꯕ ꯗꯥꯏꯠ ꯑꯃ ꯆꯥꯕꯅ ꯄꯨꯟꯁꯤ ꯍꯦꯟꯅ ꯁꯥꯡꯕ ꯑꯃꯁꯨꯡ ꯃꯇꯝ ꯆꯥꯗꯅ ꯁꯤꯕꯒꯤ ꯔꯤꯛꯁ ꯍꯟꯊꯥꯍꯟꯅꯕꯒ ꯃꯔꯤ ꯂꯩꯅꯩ꯫